ꯑꯄꯤꯕ ꯄꯣꯠꯊꯣꯛ ꯑꯗꯨꯒꯤ ꯐ꯭ꯔꯟꯇ ꯑꯦꯟꯗ ꯌꯨꯖꯔ ꯏꯟꯇꯔꯐꯦꯁ ꯗꯤꯖꯥꯏꯟ ꯇꯧꯕꯥ꯫ ꯒ꯭ꯔꯣꯁꯔꯤ ꯗꯦꯂꯤꯕꯔꯤ ꯑꯦꯞ꯫ ꯃꯈꯥꯗ ꯒ꯭ꯔꯣꯁꯔꯤ ꯗꯦꯂꯤꯕꯔꯤ ꯑꯦꯞ ꯑꯃꯒꯤꯗꯃꯛ ꯍꯥꯏꯔꯕ ꯃꯇꯨꯡ ꯐ꯭ꯔꯟꯇ-ꯑꯦꯟꯗ ꯌꯨꯖꯔ ꯏꯟꯇꯔꯐꯦꯁ ꯗꯤꯖꯥꯏꯟ ꯑꯃ ꯄꯤꯔꯤ: ꯂꯦꯟꯗꯤꯡ ꯄꯦꯖ: ꯂꯦꯟꯗꯤꯡ ꯄꯦꯖ ꯑꯁꯤꯗꯥ ꯑꯦꯞ ꯑꯁꯤꯒꯤ ꯂꯣꯒꯣ, ꯇꯦꯒꯂꯥꯏꯟ ꯑꯃ ꯑꯃꯁꯨꯡ ꯒ꯭ꯔꯣꯁꯔꯤ ꯁꯣꯄꯤꯡ ꯎꯠꯄꯥ ꯏꯆꯝ ꯆꯝꯕ ꯒ꯭ꯔꯥꯐꯤꯛ ꯑꯃ ꯌꯥꯎꯔꯤ꯫ ꯄꯦꯖ ꯑꯁꯤꯗꯥ ꯃꯔꯨꯑꯣꯏꯕ ꯀꯣꯜ-ꯇꯨ-ꯑꯦꯛꯁꯟ ꯅꯝꯐꯝ ꯑꯁꯤ ꯃꯁꯛ ꯊꯣꯛꯅ ꯎꯕꯥ ꯐꯪꯏ ꯃꯁꯤꯅ ꯁꯤꯖꯤꯟꯅꯔꯤꯕ ꯑꯗꯨꯕꯨ "ꯁꯣꯄꯤꯡ ꯍꯧꯗꯣꯡꯎ" ꯍꯥꯢꯅ ꯀꯧꯏ꯫ ꯄꯦꯖ ꯑꯁꯤꯒꯤ ꯃꯈꯥꯗ ꯆꯪꯅꯕ ꯑꯦꯀꯥꯎꯟꯇ ꯑꯃ ꯁꯦꯝꯅꯕ ꯅꯠꯇ꯭ꯔꯒ ꯄꯣꯠ ꯂꯩꯕ ꯂꯥꯛꯄ ꯑꯃ ꯑꯣꯏꯅ ꯑꯦꯞ ꯑꯁꯤ ꯄꯥꯛꯊꯣꯛ ꯆꯥꯎꯊꯣꯛꯅꯕ ꯂꯤꯡꯛꯁꯤꯡ ꯂꯩ꯫ ꯒ꯭ꯔꯣꯁꯔꯤ ꯈꯟꯕꯒꯤ ꯄꯦꯖ: ꯄꯦꯖ ꯑꯁꯤꯅ ꯒ꯭ꯔꯣꯁꯔꯤ ꯃꯈꯜ ꯃꯈꯜꯁꯤꯡ ꯎꯅꯕ ꯑꯃ ꯎꯠꯂꯤ ꯃꯈꯣꯢꯁꯤꯡ ꯑꯗꯨꯗꯤ ꯃꯅꯥ-ꯃꯁꯤꯡ ꯎꯍꯩ-ꯋꯥꯍꯩ, ꯗꯥꯏꯔꯤ, ꯑꯆꯥꯄꯣꯠꯁꯤꯡ, ꯑꯏꯪꯕ ꯆꯤꯟꯖꯥꯛꯁꯤꯡ ꯑꯃꯁꯨꯡ ꯊꯛꯅꯕꯁꯤꯡꯅꯤ꯫ ꯃꯈꯜ ꯈꯨꯗꯤꯡꯃꯛꯀꯤ ꯃꯁꯛꯁꯤꯡ ꯑꯃ ꯑꯃꯁꯨꯡ ꯃꯈꯜ ꯈꯨꯗꯤꯡꯃꯛꯀꯤ ꯃꯃꯤꯡ ꯑꯃ ꯎꯠꯂꯤ꯫ ꯄꯦꯖ ꯑꯁꯤꯒꯤ ꯃꯊꯛꯇ ꯄꯣꯠ ꯆꯩ ꯑꯄꯥꯝꯕ ꯍꯥꯏꯔꯒ ꯊꯥꯅꯕ ꯑꯃꯥ ꯂꯩ ꯃꯁꯤꯅ ꯁꯤꯖꯤꯟꯅꯔꯤꯕꯁꯤꯡꯅ ꯑꯀꯛꯅꯕ ꯄꯣꯠ ꯆꯩꯁꯤꯡ ꯌꯦꯡꯕ ꯌꯥꯍꯜꯂꯤ꯫ ꯁꯤꯖꯤꯟꯅꯔꯤꯕ ꯄꯣꯠ ꯂꯩꯔꯤꯕꯁꯤꯡꯅ ꯑꯄꯥꯝꯕ ꯈꯜꯂꯒ ꯍꯥꯞꯆꯤꯟꯅꯕ ꯂꯤꯡꯛ ꯇꯧꯕ ꯅꯝꯐꯝ ꯑꯃ ꯄꯦꯖ ꯑꯁꯤꯒꯤ ꯃꯊꯛꯀꯤ ꯑꯔꯣꯏꯕ ꯀꯥꯆꯤꯟꯗ ꯐꯪꯒꯅꯤ꯫ ꯃꯈꯜ ꯃꯈꯥꯒꯤ ꯄꯣꯠꯁꯤꯡ ꯂꯤꯁ꯭ꯠ ꯄꯦꯖ: ꯌꯨꯖꯔ ꯑꯃꯅ ꯑꯄꯥꯝꯕ ꯄꯣꯠ ꯑꯃ ꯈꯟꯕꯗ ꯃꯈꯣꯢꯕꯨ ꯃꯈꯜꯁꯤꯡ ꯑꯗꯨꯗ ꯂꯩꯔꯤꯕ ꯑꯥꯏꯇꯦꯝ ꯄꯨꯝꯅꯃꯛ ꯎꯠꯄꯥ ꯄꯦꯖ ꯑꯃꯗ ꯄꯨꯔꯜꯏ꯫ ꯄꯣꯠ ꯈꯨꯗꯤꯡꯃꯛꯀꯤ ꯃꯁꯛ, ꯃꯃꯤꯡ, ꯑꯃꯁꯨꯡ ꯃꯃꯜ ꯂꯩ꯫ ꯁꯤꯖꯤꯟꯅꯔꯤꯕ ꯂꯩꯔꯤꯕ ꯃꯤꯁꯤꯡꯅ ꯄꯣꯠꯊꯣꯛ ꯑꯃ ꯈꯟꯒꯠꯂꯒ ꯃꯈꯣꯢꯒꯤ ꯍꯥꯞꯆꯟꯕꯝꯗ ꯍꯥꯞꯆꯤꯟꯕ ꯄꯥꯝꯂꯤꯕ ꯃꯁꯤꯡ ꯑꯗꯨ ꯇꯥꯛꯄꯥ ꯌꯥꯏ ꯃꯈꯥꯗꯥ ꯍꯥꯞꯐꯝꯗ ꯍꯥꯞꯆꯤꯟꯕ ꯌꯥꯅꯕ ꯅꯝꯐꯝ ꯑꯃ ꯌꯥꯎꯔꯤ꯫ ꯁꯤꯖꯤꯟꯅꯔꯤꯕ ꯁꯤꯡꯅ ꯃꯈꯣꯢꯒꯤ ꯄꯣꯠꯁꯛꯁꯤꯡ ꯈꯟꯕꯗ ꯃꯇꯦꯡ ꯄꯥꯡꯅꯕ ꯃꯃꯜ, ꯕ꯭ꯔꯥꯟꯗ ꯅꯠꯇ꯭ꯔꯒ ꯗꯤꯁꯀꯥꯎꯟꯇꯒꯨꯝꯕ ꯐꯪꯂꯤꯕ ꯐꯤꯜꯇꯔꯁꯤꯡ ꯍꯥꯞꯆꯟꯕ ꯌꯥꯏ꯫ ꯀꯥꯔꯠ ꯄꯦꯖ ꯑꯁꯤꯅꯥ ꯂꯩꯗꯣꯔꯤꯕ ꯃꯤ ꯑꯗꯨꯅ ꯁꯣꯄꯤꯡ ꯀꯥꯔꯠꯇꯥ ꯂꯩꯕꯥ ꯄꯣꯠꯂꯝ ꯄꯨꯝꯅꯃꯛ ꯎꯠꯂꯤ꯫ ꯄꯣꯠ ꯈꯨꯗꯤꯡꯃꯛꯇ ꯃꯁꯛ, ꯃꯃꯤꯡ, ꯃꯃꯜ, ꯑꯃꯁꯨꯡ ꯃꯁꯤꯡꯒꯨꯝꯕ ꯑꯀꯨꯞꯄ ꯃꯔꯣꯜꯁꯤꯡ ꯌꯥꯎꯏ ꯃꯁꯤꯗ ꯁꯦꯟꯐꯝ ꯍꯦꯟꯒꯠꯍꯟꯕ ꯅꯠꯇ꯭ꯔꯒ ꯄꯣꯠ ꯑꯗꯨ ꯃꯄꯨꯡ ꯐꯥꯅ ꯂꯧꯊꯣꯛꯄꯒꯤ ꯌꯥꯅꯕꯁꯨ ꯂꯩ꯫ ꯑꯄꯨꯟꯕꯥ ꯃꯃꯜ ꯑꯗꯨ ꯃꯈꯥꯗ ꯎꯠꯂꯤ ꯃꯁꯤꯒꯥ ꯂꯣꯢꯅꯅꯥ "ꯆꯦꯀꯑꯥꯎꯠ" ꯕꯇꯟ ꯑꯃꯥ ꯌꯥꯎꯔꯤ꯫ ꯆꯦꯀꯑꯥꯎꯠ: ꯆꯦꯀꯑꯥꯎꯠ ꯄꯦꯖ ꯑꯁꯤ ꯄꯣꯠ ꯂꯩꯗꯣꯔꯤꯕꯁꯤꯡꯅ ꯃꯈꯣꯢꯒꯤ ꯗꯦꯂꯤꯕꯔꯤ ꯑꯦꯗ꯭ꯔꯦꯁ, ꯀꯟꯇꯦꯛꯇ ꯅꯝꯕꯔ ꯑꯃꯁꯨꯡ ꯄꯩꯁꯥ ꯊꯤꯕꯒꯤ ꯃꯑꯣꯡ ꯑꯗꯨ ꯇꯥꯛꯄ ꯃꯐꯝꯅꯤ꯫ ꯇꯣꯉꯥꯟ ꯇꯣꯉꯥꯟꯕ ꯗꯦꯂꯤꯕꯔꯤ ꯇꯥꯏꯝ ꯁ꯭ꯂꯣꯠꯁꯤꯡꯒꯤ ꯈꯟꯕꯝꯁꯨ ꯂꯩ ꯑꯃꯁꯨꯡ ꯁꯤꯖꯤꯟꯅꯔꯤꯕ ꯃꯤꯅ ꯑꯀꯛꯅꯕ ꯗꯦꯂꯤꯕꯔꯤ ꯏꯟꯁꯇ꯭ꯔꯛꯁꯟ ꯀꯃꯦꯟꯇ ꯁꯦꯛꯁꯟ ꯑꯃꯗ ꯏꯕꯥ ꯌꯥꯏ꯫ ꯑꯄꯨꯟꯕ ꯃꯃꯜ ꯄꯤꯕꯒꯤ ꯄꯩꯁꯥ ꯑꯃꯁꯨꯡ ꯄꯤꯕꯒꯤ ꯊꯥꯖꯕ ꯌꯥꯕ ꯃꯇꯝ ꯌꯥꯎꯅ ꯑꯣꯔꯗꯔ ꯑꯗꯨꯒꯤ ꯁꯝꯖꯤꯟꯅꯐꯝ ꯑꯃ ꯎꯠꯂꯤ꯫ ꯄꯦꯖ ꯑꯁꯤꯗ ꯑꯔꯣꯏꯕ ꯀꯣꯜ-ꯇꯨ-ꯑꯦꯛꯁꯟ ꯑꯁꯤ "ꯄ꯭ꯂꯦꯁ ꯑꯣꯔꯗꯔ" ꯕꯇꯟꯅꯤ꯫ ꯑꯣꯔꯗꯔ ꯀꯟꯐꯥꯔꯃꯦꯁꯟ: ꯑꯣꯔꯗꯔ ꯇꯧꯔꯕꯥ ꯃꯇꯨꯡꯗ ꯌꯨꯖꯔ ꯑꯗꯨ ꯑꯣꯔꯗꯔ ꯑꯗꯨ ꯃꯥꯢꯄꯥꯛꯂꯦ ꯍꯥꯢꯕ ꯈꯪꯅꯕ ꯄꯦꯖ ꯑꯃꯗ ꯍꯥꯞꯄꯤ꯫ ꯃꯁꯤꯅ ꯑꯣꯔꯗꯔ ꯅꯝꯕꯔ, ꯄꯣꯠꯁꯤꯡꯒꯤ ꯁꯝꯖꯤꯟꯅꯐꯝ ꯑꯄꯨꯟꯕ ꯃꯃꯜ ꯑꯃꯁꯨꯡ ꯄꯤꯕꯒꯤ ꯊꯥꯖꯕ ꯌꯥꯕꯥ ꯃꯇꯝ ꯎꯠꯂꯤ꯫ ꯌꯨꯖꯔꯁꯤꯡꯅ ꯃꯈꯣꯢꯒꯤ ꯑꯣꯔꯗꯔ ꯀꯃꯥꯏꯅ ꯌꯧꯔꯦ ꯌꯦꯡꯕꯒꯤ ꯌꯥꯅꯕ ꯑꯃ ꯂꯩ꯫